ꯇꯦꯛ ꯏꯟꯗꯁꯇ꯭ꯔꯤꯒꯤ ꯈ꯭ꯋꯥꯏꯗꯒꯤ ꯅꯧꯕ ꯇ꯭ꯔꯦꯟꯗꯒꯤ ꯃꯇꯥꯡꯗꯥ ꯇꯦꯕꯜ ꯑꯃ ꯁꯦꯝꯃꯨ꯫ ꯇꯦꯛ ꯏꯟꯗꯁꯇ꯭ꯔꯤꯗ ꯑꯅꯧꯕ ꯇ꯭ꯔꯦꯟꯗꯁꯤꯡ ꯊꯣꯔꯛꯂꯤ: ꯑꯥꯔꯇꯤꯐꯤꯁꯤꯌꯦꯜ ꯏꯟꯇꯤꯂꯤꯖꯦꯟꯁ ꯑꯃꯁꯨꯡ ꯑꯍꯣꯡꯕ ꯂꯥꯛꯄꯅ ꯏꯅꯣꯕꯦꯁꯟ ꯊꯧꯒꯠꯂꯤ ꯑꯃꯁꯨꯡ ꯕꯤꯖꯤꯅꯦꯁꯀꯤ ꯇꯨꯡꯒꯤ ꯐꯤꯕꯝ ꯁꯦꯝꯒꯠꯂꯤ꯫ ꯍꯤꯡꯂꯤꯕ ꯄꯣꯠꯁꯛ ꯑꯃꯒꯤ ꯈꯨꯗꯝ ꯑꯃ ꯄꯤꯌꯨ꯫ ꯍꯤꯡꯂꯤꯕ ꯄꯣꯠꯁꯛ ꯑꯃꯒꯤ ꯈꯨꯗꯝ ꯑꯃꯗꯤ ꯎꯄꯥꯜ ꯑꯃꯅꯤ꯫ ꯎꯃꯪ ꯍꯥꯢꯕꯁꯤ ꯍꯤꯡꯂꯤꯕ ꯖꯤꯕꯁꯤꯡꯅꯤ, ꯃꯈꯣꯢꯅ ꯍꯤꯡꯂꯤꯕ, ꯁꯣꯔ ꯍꯣꯟꯕ, ꯄꯣꯛꯄ ꯑꯃꯁꯨꯡ ꯃꯈꯣꯢꯒꯤ ꯑꯀꯣꯢꯕꯗ ꯔꯦꯁꯄꯣꯟꯁ ꯇꯧꯕ꯫ ꯂꯦꯞꯇꯣꯞ ꯑꯃ ꯁꯤꯖꯤꯟꯅꯔꯤꯉꯩꯗ ꯂꯧꯈꯠꯀꯗꯕ ꯁꯦꯐꯇꯤꯒꯤ ꯆꯠꯊꯣꯡ ꯆꯠꯁꯟꯒꯤ ꯊꯧꯔꯥꯡꯁꯤꯡꯒꯤ ꯂꯤꯁ꯭ꯠ ꯑꯃ ꯁꯦꯝꯃꯨ꯫ ꯗꯤꯚꯥꯏꯁ ꯑꯗꯨꯗ ꯑꯃꯥꯡ-ꯑꯇꯥ ꯊꯣꯛꯍꯟꯗꯅꯕ ꯂꯤꯛꯀꯨꯏꯗꯁꯤꯡ ꯂꯦꯞꯇꯣꯞꯗꯒꯤ ꯂꯥꯞꯅ ꯊꯝꯒꯗꯕꯅꯤ꯫ ꯂꯦꯞꯇꯣꯞ ꯑꯗꯨꯗ ꯂꯩꯔꯤꯕ ꯀꯨꯂꯤꯡ ꯚꯦꯟꯇꯤꯂꯦꯁꯟꯁꯤꯡ ꯑꯗꯨ ꯊꯤꯡꯖꯤꯜꯂꯣꯏꯗꯕꯅꯤ ꯃꯔꯝꯗꯤ ꯃꯁꯤꯅ ꯌꯥꯝꯅ ꯊꯨꯅ ꯌꯥꯡꯅ ꯄꯥꯢꯈꯠꯄ ꯌꯥꯏ꯫ ꯂꯦꯄꯇꯣꯞ ꯑꯗꯨ ꯄꯥꯋꯔ ꯐ꯭ꯂꯛꯆꯨꯌꯦꯁꯟꯗꯒꯤ ꯉꯥꯛꯊꯣꯛꯅꯕ ꯃꯇꯝ ꯄꯨꯝꯅꯃꯛꯇ ꯁꯔꯖ ꯄ꯭ꯔꯣꯇꯦꯛꯇꯔ ꯑꯃ ꯁꯤꯖꯤꯟꯅꯧ꯫ ꯗꯤꯚꯥꯏꯁ ꯑꯗꯨ ꯃꯤꯌꯥꯝꯒꯤ ꯃꯐꯝ ꯑꯃꯗ ꯌꯦꯡꯁꯤꯟꯗꯅ ꯊꯝꯖꯤꯜꯅꯕ ꯃꯇꯝꯗ ꯂꯦꯞꯇꯣꯞ ꯂꯣꯛ ꯑꯃ ꯁꯤꯖꯤꯟꯅꯅꯕ ꯈꯟꯅꯕꯤꯌꯨ꯫ ꯂꯦꯄꯇꯣꯞ ꯑꯗꯨ ꯅꯍꯥꯛꯀꯤ ꯂꯦꯡ-ꯑꯣꯠꯄꯗ, ꯐꯃꯨꯡꯗ ꯅꯠꯇ꯭ꯔꯒ ꯅꯨꯡꯁꯤꯠ ꯁꯤꯠꯄ ꯌꯥꯕ ꯇꯔꯨ-ꯇꯅꯥꯟꯕ ꯃꯐꯝ ꯑꯃꯍꯦꯛꯇꯗ ꯅꯠꯇꯅ ꯑꯀꯟꯕ ꯑꯃꯁꯨꯡ ꯂꯦꯡ-ꯑꯣꯠꯄꯗ ꯊꯝꯃꯨ꯫ ꯏꯟꯇꯔꯅꯦꯠꯇꯒꯤ ꯁꯣꯐꯋꯥꯌꯔ ꯗꯥꯎꯟꯂꯣꯗ ꯇꯧꯕ ꯑꯃꯁꯨꯡ ꯏꯟꯁ꯭ꯇꯣꯜ ꯇꯧꯕ ꯃꯇꯝꯗ ꯆꯦꯛꯁꯤꯟꯒꯗꯕꯅꯤ꯫ ꯃꯥꯏꯜꯋꯥꯌꯔ ꯅꯠꯇ꯭ꯔꯒ ꯚꯥꯏꯔꯁꯇꯒꯤ ꯂꯥꯛꯄ ꯑꯁꯣꯛ-ꯑꯄꯟꯁꯤꯡ ꯊꯤꯡꯅꯕ ꯊꯥꯖꯕ ꯌꯥꯕ ꯑꯃꯁꯨꯡ ꯃꯃꯤꯡ ꯂꯩꯔꯕ ꯁꯣꯔꯁꯁꯤꯡꯗꯒꯤ ꯈꯛꯇꯃꯛ ꯗꯥꯎꯟꯂꯣꯗ ꯇꯧꯕꯤꯌꯨ꯫ ꯂꯦꯄꯇꯣꯞ ꯑꯗꯨ ꯁꯦꯡꯅ ꯑꯃꯁꯨꯡ ꯃꯩꯈꯨ ꯆꯦꯟꯗꯕ ꯃꯑꯣꯡꯗ ꯊꯝꯃꯨ, ꯃꯔꯝꯗꯤ ꯃꯁꯤꯅ ꯑꯦꯌꯔ ꯚꯦꯟꯇꯤꯂꯦꯁꯟꯁꯤꯡ ꯊꯤꯡꯖꯤꯟꯕ ꯌꯥꯏ ꯑꯃꯁꯨꯡ ꯗꯤꯚꯥꯏꯁ ꯑꯗꯨ ꯍꯦꯟꯅ ꯋꯥꯡꯈꯠꯍꯟꯕ ꯌꯥꯏ꯫ ꯕꯦꯠꯇꯔꯤ ꯑꯃꯁꯨꯡ ꯑꯇꯩ ꯀꯝꯄꯣꯅꯦꯟꯇꯁꯤꯡꯗ ꯑꯃꯥꯡ-ꯑꯇꯥ ꯊꯣꯛꯍꯟꯗꯅꯕ ꯂꯦꯞꯇꯣꯞ ꯑꯗꯨ ꯑꯀꯟꯕ ꯇꯦꯝꯄꯦꯔꯦꯆꯔꯗ, ꯑꯁꯥꯕ ꯑꯃꯁꯨꯡ ꯑꯏꯪꯕ ꯑꯅꯤꯃꯛꯇ ꯊꯝꯖꯤꯜꯂꯨ꯫ ꯂꯦꯞꯇꯣꯞ ꯑꯗꯨ ꯃꯇꯝ ꯄꯨꯝꯅꯃꯛꯇ ꯆꯦꯛꯁꯤꯟꯅ ꯁꯤꯖꯤꯟꯅꯧ꯫ ꯗꯤꯚꯥꯏꯁ ꯑꯗꯨꯗꯥ ꯑꯀꯟꯕ ꯄꯣꯠꯁꯛꯁꯤꯡ ꯊꯥꯗꯣꯛꯄ ꯅꯠꯇ꯭ꯔꯒ ꯊꯝꯕ ꯌꯥꯔꯣꯏꯗꯕꯅꯤ꯫ ꯃꯥꯜꯐꯪꯁꯟ ꯅꯠꯇ꯭ꯔꯒ ꯀ꯭ꯔꯥꯁ ꯑꯃ ꯊꯣꯛꯄ ꯃꯇꯝꯗ ꯗꯦꯇꯥ ꯃꯥꯡꯍꯟꯕ ꯊꯤꯡꯅꯕ ꯃꯔꯨꯑꯣꯏꯕ ꯗꯦꯇꯥ ꯑꯗꯨ ꯃꯄꯥꯟꯒꯤ ꯗ꯭ꯔꯥꯏꯚ ꯅꯠꯇ꯭ꯔꯒ ꯀ꯭ꯂꯥꯎꯗ ꯁ꯭ꯇꯣꯔꯦꯖ ꯑꯃꯗ ꯆꯥꯡ ꯅꯥꯏꯅ ꯕꯦꯛꯑꯞ ꯇꯧꯕ꯫ ꯋꯥꯍꯩꯁꯤꯡꯒꯤ ꯂꯤꯁ꯭ꯠ ꯑꯃ ꯄꯤꯔꯒ, ꯑꯃꯃꯝꯒꯤ ꯑꯣꯏꯅ ꯄꯥꯁꯠ ꯇꯦꯟꯁ ꯁꯦꯝꯃꯨ꯫ ꯆꯥꯕ, ꯁꯥꯟꯅꯕ, ꯆꯠꯄ꯫ ꯚꯔꯕ ꯈꯨꯗꯤꯡꯃꯛꯀꯤ ꯄꯥꯁꯠ ꯇꯦꯟꯁꯗꯤ: ꯆꯥꯕ: ꯆꯥꯈꯤ, ꯁꯥꯟꯅꯕ: ꯁꯥꯟꯅꯈꯤ, ꯆꯠꯄ: ꯆꯠꯈꯤ꯫ ꯃꯈꯥꯗ ꯄꯤꯔꯤꯕ ꯇꯦꯛꯁ ꯑꯁꯤ ꯄ꯭ꯔꯣꯁꯦꯁ ꯇꯧꯕꯤꯌꯨ ꯑꯃꯁꯨꯡ ꯃꯁꯤ ꯍꯤꯔꯝ ꯑꯅꯤ ꯑꯁꯤꯒꯤ ꯃꯅꯨꯡꯗ ꯑꯃꯗ ꯀ꯭ꯂꯥꯁꯤꯐꯥꯏ ꯇꯧꯕꯤꯌꯨ: ꯄꯨꯋꯥꯔꯤ ꯅꯠꯇ꯭ꯔꯒ ꯁꯥꯏꯟꯁ꯫ ꯄꯤ- ꯌꯥꯡꯈꯩꯃꯥꯊꯣꯏ ꯃꯁꯇꯦꯡ ꯑꯁꯤ ꯃꯥꯂꯦꯝꯒꯤ ꯂꯥꯟꯖꯥꯎ ꯑꯅꯤꯁꯨꯕ ꯑꯃꯁꯨꯡ ꯀꯣꯔꯤꯌꯥꯒꯤ ꯂꯥꯟꯒꯤ ꯃꯇꯝꯗ ꯁꯤꯖꯤꯟꯅꯔꯝꯕ ꯂꯝꯕꯤ ꯌꯥꯠꯄ ꯁꯤꯒꯜ ꯁꯤꯠ ꯐꯥꯏꯇꯔ ꯑꯦꯌꯔꯀ꯭ꯔꯥꯐ ꯑꯃꯅꯤ꯫ ꯄꯤꯔꯤꯕ ꯋꯥꯔꯣꯜ ꯑꯁꯤꯒꯤ ꯍꯤꯔꯝ ꯑꯁꯤ ꯄꯨꯋꯥꯔꯤꯅꯤ꯫